ꯋꯦꯕ ꯄꯦꯖ ꯑꯃ ꯁꯦꯝꯅꯕꯒꯤ ꯁ꯭ꯇꯦꯄꯁꯤꯡ ꯑꯗꯨ ꯐꯣꯡꯗꯣꯛꯎ꯫ ꯋꯦꯕ ꯄꯦꯖ ꯑꯃ ꯁꯦꯝꯕ ꯍꯥꯏꯕꯁꯤ ꯌꯥꯝꯅ ꯅꯨꯡꯉꯥꯏꯕ ꯑꯗꯨꯕꯨ ꯌꯥꯝꯅꯥ ꯂꯨꯕꯥ ꯊꯧꯑꯣꯡ ꯑꯃ ꯑꯣꯏꯕ ꯌꯥꯏ꯫ ꯃꯁꯤꯒꯤ ꯈꯨꯠꯊꯥꯡꯗꯥ ꯅꯍꯥꯛꯄꯨ ꯂꯝꯖꯤꯡꯕꯤꯅꯕ ꯈꯣꯡꯊꯥꯡ ꯈꯔꯥ ꯃꯈꯥꯗ ꯄꯤꯔꯤ: ꯅꯍꯥꯛꯀꯤ ꯋꯦꯕ ꯄꯦꯖꯒꯤ ꯀꯟꯇꯦꯟꯇ ꯑꯃꯁꯨꯡ ꯂꯦꯑꯥꯎꯠ ꯄ꯭ꯂꯥꯟ ꯇꯧꯕꯤꯌꯨ: ꯅꯍꯥꯛꯀꯤ ꯄꯦꯖꯗ ꯅꯍꯥꯛꯅ ꯀꯔꯤ ꯏꯟꯐꯣꯔꯃꯦꯁꯟ ꯑꯃꯁꯨꯡ ꯏꯃꯦꯖꯁꯤꯡ ꯄꯥꯝꯂꯤꯕꯒꯦ ꯑꯃꯁꯨꯡ ꯃꯈꯣꯏꯕꯨ ꯀꯔꯝꯅ ꯄꯤꯁꯤꯟꯕ ꯄꯥꯝꯂꯤꯕꯒꯦ ꯍꯥꯏꯕꯗꯨ ꯂꯦꯞꯊꯣꯛꯎ꯫ ꯃꯁꯤꯗ ꯅꯍꯥꯛꯅ ꯁꯦꯌꯔ ꯇꯧꯕꯥ ꯄꯥꯝꯂꯤꯕꯥ ꯏꯟꯐꯣꯔꯃꯦꯁꯟ ꯑꯗꯨꯒꯤ ꯕꯦꯁꯤꯛ ꯑꯥꯎꯇꯂꯥꯏꯟ ꯑꯃ ꯁꯦꯝꯕꯥ, ꯄꯦꯖ ꯑꯗꯨꯒꯤ ꯂꯨꯛ ꯑꯃꯁꯨꯡ ꯐꯤꯜ ꯗꯤꯖꯥꯏꯟ ꯇꯧꯕꯥ, ꯑꯃꯁꯨꯡ ꯀꯟꯇꯦꯟꯇ ꯑꯗꯨ ꯁꯦꯛꯁꯟ ꯅꯠꯇꯔꯒꯥ ꯀꯦꯇꯦꯒꯣꯔꯤꯁꯤꯡꯗ ꯑꯣꯔꯒꯥꯅꯥꯏꯖ ꯇꯧꯕꯥ ꯌꯥꯎꯏ꯫ ꯄ꯭ꯂꯦꯠꯐꯣꯔꯝ ꯅꯠꯔꯒꯥ ꯗꯤꯕꯦꯂꯄꯃꯦꯟꯇ ꯃꯦꯊꯗ ꯑꯃꯥ ꯈꯟꯕꯤꯌꯨ: ꯑꯗꯣꯝꯒꯤ ꯇꯦꯛꯅꯤꯀꯦꯜ ꯁ꯭ꯀꯤꯜ ꯑꯃꯁꯨꯡ ꯗꯤꯖꯥꯏꯅꯒꯤ ꯃꯊꯧ ꯇꯥꯕꯁꯤꯡꯒ ꯆꯨꯅꯕ ꯄ꯭ꯂꯦꯠꯐꯣꯔꯝ ꯅꯠꯔꯒꯥ ꯗꯤꯕꯦꯂꯄꯃꯦꯟꯇ ꯃꯦꯊꯗ ꯑꯃꯥ ꯆꯦꯛꯁꯤꯟꯅ ꯈꯟꯕꯁꯤ ꯌꯥꯝꯅꯥ ꯃꯔꯨꯑꯣꯏ꯫ ꯅꯍꯥꯛꯅꯥ ꯋꯥꯔꯗꯄꯂꯦꯁ ꯅꯠꯇꯔꯒꯥ ꯋꯤꯛꯁꯒꯨꯝꯕꯥ ꯀꯟꯇꯦꯟꯇ ꯃꯦꯅꯦꯖꯃꯦꯟꯇ ꯁꯤꯁꯇꯦꯝ ꯑꯃ ꯈꯟꯕ ꯌꯥꯏ, ꯅꯠꯇꯔꯒꯥ ꯅꯍꯥꯛꯅ ꯃꯁꯥꯒꯤ ꯑꯣꯏꯕ ꯋꯦꯕ ꯄꯦꯖ ꯑꯃ ꯃꯁꯥꯅ ꯁꯦꯝꯖꯕ ꯌꯥꯏ ꯑꯃꯁꯨꯡ ꯃꯁꯥꯅ ꯀꯣꯗ ꯇꯧꯕꯥ ꯌꯥꯏ꯫ ꯗꯣꯃꯦꯏꯟ ꯅꯦꯝ ꯑꯃ ꯈꯟꯕꯤꯌꯨ ꯑꯃꯁꯨꯡ ꯋꯦꯕ ꯍꯣꯁꯇꯤꯡ ꯁꯦꯠ ꯇꯧꯕꯤꯌꯨ: ꯅꯍꯥꯛꯀꯤ ꯋꯦꯕ ꯄꯦꯖ ꯑꯗꯨ ꯁꯔꯚꯔ ꯑꯃꯗ ꯍꯣꯁꯠ ꯇꯧꯕꯥ ꯃꯊꯧ ꯇꯥꯏ, ꯑꯃꯁꯨꯡ ꯃꯁꯤꯒꯤꯗꯃꯛꯇꯥ ꯅꯍꯥꯛꯅꯥ ꯗꯣꯃꯦꯏꯟ ꯅꯦꯝ ꯑꯃꯁꯨ ꯈꯟꯒꯗꯕꯅꯤ꯫ ꯍꯣꯁꯇꯤꯡ ꯀꯝꯄꯦꯅꯤ ꯀꯌꯥꯅ ꯍꯣꯁꯇꯤꯡ ꯄꯦꯀꯦꯖ ꯑꯃꯥ ꯂꯧꯕꯒꯥ ꯂꯣꯏꯅꯅ ꯐ꯭ꯔꯤ ꯗꯣꯃꯦꯟ ꯔꯦꯖꯤꯁꯇꯔꯦꯁꯟ ꯄꯤꯔꯤ꯫ ꯅꯍꯥꯛꯀꯤ ꯋꯦꯕ ꯄꯦꯖ ꯗꯤꯖꯥꯏꯟ ꯇꯧꯕꯥ ꯑꯃꯁꯨꯡ ꯗꯤꯕꯦꯂꯞ ꯇꯧꯕꯥ: ꯅꯍꯥꯛꯅ ꯈꯟꯒꯠꯂꯕ ꯄ꯭ꯂꯦꯠꯐꯣꯔꯝ ꯅꯠꯔꯒꯥ ꯗꯤꯕꯦꯂꯄꯃꯦꯟꯇ ꯃꯦꯊꯗꯇꯥ ꯌꯨꯝꯐꯝ ꯑꯣꯏꯗꯨꯅꯥ ꯅꯍꯥꯛꯀꯤ ꯋꯦꯕꯁꯥꯏꯇꯀꯤ ꯀꯟꯇꯦꯟꯇ ꯑꯃꯁꯨꯡ ꯗꯤꯖꯥꯏꯟ ꯑꯦꯂꯤꯃꯦꯟꯇꯁꯤꯡ ꯁꯦꯝꯃꯨ꯫ ꯅꯍꯥꯛꯀꯤ ꯄꯦꯖ ꯑꯗꯨ ꯏꯅꯐꯣꯔꯃꯦꯇꯤꯚ ꯑꯃꯁꯨꯡ ꯑꯦꯡꯒꯦꯖꯤꯡ ꯑꯣꯏꯍꯟꯅꯕꯥ ꯇꯦꯛꯁꯠ, ꯏꯃꯦꯖ, ꯂꯤꯡꯀ, ꯑꯃꯁꯨꯡ ꯑꯇꯩ ꯃꯜꯇꯤꯃꯤꯗꯤꯌꯥ ꯀꯟꯇꯦꯟꯇ ꯑꯃꯍꯦꯛꯇꯕꯨ ꯍꯥꯄꯆꯤꯜꯂꯨ꯫ ꯅꯍꯥꯛꯀꯤ ꯋꯦꯕ ꯄꯦꯖ ꯑꯁꯤ ꯇꯦꯁ꯭ꯠ ꯇꯧꯕꯤꯌꯨ ꯑꯃꯁꯨꯡ ꯔꯤꯐꯥꯏꯟꯅꯥ ꯇꯧꯕꯤꯌꯨ: ꯑꯍꯥꯅꯕꯥ ꯗꯤꯖꯥꯏꯟ ꯑꯃꯁꯨꯡ ꯗꯤꯕꯦꯂꯄꯃꯦꯟꯇ ꯂꯣꯏꯔꯕꯥ ꯃꯇꯨꯡꯗꯥ, ꯄꯨꯝꯅꯃꯛ ꯑꯁꯤ ꯃꯌꯦꯛ ꯁꯦꯡꯅꯥ ꯊꯕꯛ ꯇꯧꯔꯤꯕ꯭ꯔꯥ ꯑꯃꯁꯨꯡ ꯃꯁꯤ ꯐꯖꯅꯥ ꯎꯕꯥ ꯐꯪꯂꯤꯕ꯭ꯔꯥ ꯍꯥꯏꯕꯗꯨ ꯌꯦꯡꯁꯤꯟꯅꯕꯥ ꯅꯍꯥꯛꯀꯤ ꯋꯦꯕ ꯄꯦꯖ ꯑꯗꯨ ꯔꯤꯚꯤꯌꯨ ꯇꯧꯕꯤꯌꯨ꯫ ꯅꯍꯥꯛꯀꯤ ꯋꯦꯕꯁꯥꯏꯠ ꯑꯁꯤ ꯀꯔꯝꯅꯥ ꯆꯠꯀꯗꯒꯦ ꯍꯥꯏꯕꯗꯨ ꯌꯦꯡꯅꯕꯒꯤꯗꯃꯛ ꯇꯣꯉꯥꯟ-ꯇꯣꯉꯥꯟꯕ ꯕ꯭ꯔꯥꯎꯖꯔ ꯑꯃꯁꯨꯡ ꯗꯤꯚꯥꯏꯁꯁꯤꯡꯗꯥ ꯇꯦꯁꯠ ꯇꯧꯕꯤꯌꯨ ꯑꯃꯁꯨꯡ ꯃꯊꯧ ꯇꯥꯕꯒꯤ ꯃꯇꯨꯡꯏꯟꯅꯥ ꯑꯦꯗꯖꯁꯇꯃꯦꯟꯇ ꯑꯃꯠꯇꯥ ꯇꯧꯕꯤꯌꯨ꯫ ꯅꯍꯥꯛꯀꯤ ꯋꯦꯕ ꯄꯦꯖ ꯐꯣꯡꯕꯤꯌꯨ: ꯅꯍꯥꯛꯀꯤ ꯋꯦꯕ ꯄꯦꯖꯗꯥ ꯅꯨꯡꯉꯥꯏꯕꯥ ꯐꯥꯎꯔꯛꯄꯥ ꯃꯇꯝꯗ ꯃꯗꯨ ꯐꯣꯡꯕꯒꯤ ꯃꯇꯝ ꯑꯣꯏꯔꯦ꯫ ꯅꯍꯥꯛꯅ ꯈꯟꯒꯠꯂꯕꯥ ꯄ꯭ꯂꯦꯇꯐꯣꯔꯝ ꯑꯗꯨꯒꯤ ꯃꯇꯨꯡꯏꯟꯅꯥ, ꯃꯁꯤꯗꯥ ꯄꯕ꯭ꯂꯤꯁ ꯕꯇꯟ ꯑꯗꯨ ꯊꯨꯒꯥꯏꯕꯥ, ꯅꯍꯥꯛꯀꯤ ꯋꯦꯕ ꯁꯔꯚꯔꯗꯥ ꯐꯥꯏꯂꯁꯤꯡ ꯇ꯭ꯔꯥꯟꯁꯐꯔ ꯇꯧꯕꯥ, ꯅꯠꯇꯔꯒꯥ ꯅꯍꯥꯛꯀꯤ ꯗꯣꯃꯦꯏꯅꯒꯤꯗꯃꯛ ꯔꯦꯀꯣꯔꯗꯁꯤꯡ ꯑꯄꯗꯦꯠ ꯇꯧꯕꯥ ꯌꯥꯎꯕꯥ ꯌꯥꯏ꯫ ꯅꯍꯥꯛꯀꯤ ꯋꯦꯕ ꯄꯦꯖ ꯄ꯭ꯔꯃꯣꯠ ꯇꯧꯕꯥ ꯑꯃꯁꯨꯡ ꯃꯦꯟꯇꯦꯟ ꯇꯧꯕꯥ: ꯅꯍꯥꯛꯀꯤ ꯋꯦꯕ ꯄꯦꯖ ꯑꯗꯨ ꯂꯥꯏꯕ ꯑꯣꯏꯔꯕꯥ ꯃꯇꯨꯡꯗꯥ ꯅꯍꯥꯛꯀꯤ ꯇꯥꯔꯒꯦꯠ ꯑꯣꯗꯤꯑꯣꯗꯥ ꯌꯧꯕꯥ ꯉꯝꯅꯕꯥ ꯄ꯭ꯔꯃꯣꯠ ꯇꯧꯕꯥ ꯑꯁꯤ ꯌꯥꯝꯅꯥ ꯃꯔꯨꯑꯣꯏ꯫ ꯃꯁꯤ ꯅꯍꯥꯛꯅꯥ ꯁꯣꯁꯤꯑꯦꯜ ꯃꯤꯗꯤꯌꯥꯗꯥ ꯁꯦꯌꯔ ꯇꯧꯗꯨꯅꯥ, ꯕꯤꯖꯤꯅꯦꯁ ꯂꯤꯁꯇꯁꯤꯡꯗꯥ ꯍꯥꯄꯆꯤꯟꯗꯨꯅꯥ, ꯑꯃꯁꯨꯡ ꯑꯇꯣꯞꯄꯥ ꯄ꯭ꯔꯃꯣꯁꯅꯒꯤ ꯇꯦꯛꯅꯤꯛꯁꯤꯡ ꯁꯤꯖꯤꯟꯅꯗꯨꯅꯥ ꯇꯧꯕꯥ ꯌꯥꯏ꯫ ꯃꯁꯤꯗꯁꯨ ꯅꯠꯇꯅꯥ, ꯅꯍꯥꯛꯀꯤ ꯀꯟꯇꯦꯟꯇ ꯑꯗꯨ ꯐ꯭ꯔꯦꯁ ꯑꯃꯁꯨꯡ ꯃꯔꯤ ꯂꯩꯅꯕꯥ ꯑꯣꯏꯍꯟꯅꯕꯥ ꯅꯍꯥꯛꯀꯤ ꯋꯦꯕ ꯄꯦꯖ ꯑꯗꯨ ꯆꯥꯡ ꯅꯥꯏꯅꯥ ꯑꯄꯗꯦꯠ ꯇꯧꯕꯥ ꯁꯣꯌꯗꯅꯥ ꯇꯧꯕꯤꯌꯨ꯫ ꯊꯕꯛ ꯑꯁꯤꯗꯥ ꯅꯍꯥꯛꯅꯥ ꯁꯦꯟꯁꯟ ꯑꯗꯨ ꯑꯦꯗꯤꯠ ꯇꯧꯕꯥ ꯃꯊꯧ ꯇꯥꯒꯅꯤ꯫ "ꯕꯥꯔꯛ" ꯍꯥꯏꯕꯥ ꯋꯥꯍꯩ ꯑꯁꯤ ꯍꯦꯟꯅꯥ ꯆꯨꯅꯕꯥ ꯁꯤꯅꯣꯅꯤꯝ ꯑꯃꯗꯥ ꯍꯣꯡꯗꯣꯛꯎ꯫ ꯀꯨꯠꯇꯥ ꯌꯥꯝꯅ ꯋꯥꯅꯥ ꯅꯣꯛꯈꯤ꯫ ꯀꯨꯠꯇꯥ ꯌꯥꯝꯅ ꯋꯥꯅ ꯍꯨꯔꯥꯟꯈꯤ꯫।